ꯑꯦꯅꯤꯃꯦꯜ ꯇꯦꯁꯇꯤꯡ ꯑꯁꯤ ꯆꯍꯤ ꯂꯤꯁꯤꯡ ꯀꯌꯥꯗꯒꯤ ꯑꯅꯧꯕꯥ ꯍꯤꯗꯥꯛ-ꯂꯥꯡꯊꯛꯁꯤꯡ ꯄꯨꯊꯣꯛꯅꯕꯥ, ꯄꯣꯠꯊꯣꯛꯁꯤꯡꯒꯤ ꯁꯦꯞꯇꯤ ꯇꯦꯁ ꯇꯧꯅꯕꯥ ꯑꯃꯁꯨꯡ ꯃꯦꯗꯤꯀꯦꯜ ꯔꯤꯁꯔꯆ ꯇꯧꯅꯕꯥ ꯁꯤꯖꯤꯟꯅꯔꯛꯂꯕꯥ ꯊꯧꯑꯣꯡ ꯑꯃꯅꯤ꯫ ꯑꯦꯅꯤꯃꯦꯜ ꯇꯦꯁ ꯇꯧꯕꯅꯥ ꯃꯔꯝ ꯑꯣꯏꯗꯨꯅꯥ ꯂꯥꯛꯈꯤꯕꯥ ꯈꯣꯡꯊꯥꯡꯁꯤꯡ ꯑꯁꯤ ꯌꯥꯗꯕꯥ ꯌꯥꯗꯕꯁꯨ ꯌꯥꯏ, ꯑꯗꯨꯕꯨ ꯆꯠꯅꯕꯤ ꯑꯁꯤꯒꯤ ꯏꯊꯤꯀꯦꯜꯒꯤ ꯑꯣꯏꯕꯥ ꯋꯥꯐꯝꯁꯤꯡ ꯈꯟꯅꯕꯁꯤ ꯌꯥꯝꯅꯥ ꯃꯔꯨꯑꯣꯏ꯫ ꯑꯩꯍꯥꯛꯅꯥ ꯊꯥꯖꯩ ꯃꯗꯨꯗꯤ ꯑꯦꯅꯤꯃꯦꯜ ꯇꯦꯁ ꯇꯧꯕꯥ ꯑꯁꯤ ꯀ꯭ꯔꯤꯎ ꯃꯊꯧ ꯇꯥꯗꯦ ꯑꯃꯁꯨꯡ ꯑꯩꯍꯥꯛꯅꯥ ꯋꯥꯐꯝ ꯑꯁꯤ ꯂꯧꯕꯒꯤ ꯃꯔꯝ ꯀꯌꯥ ꯑꯃꯥ ꯂꯩꯔꯤ꯫ ꯑꯍꯥꯟꯕꯥ ꯑꯃꯁꯨꯡ ꯑꯔꯣꯏꯕꯥ ꯑꯣꯏꯅꯥ, ꯁꯥ-ꯁꯟ ꯇꯦꯁ ꯇꯧꯕꯅꯥ ꯃꯔꯤ ꯂꯩꯅꯕꯥ ꯁꯥꯁꯤꯡꯗꯥ ꯑꯆꯧꯕꯥ ꯑꯋꯥꯕꯥ ꯊꯣꯛꯍꯜꯂꯤ꯫ ꯃꯈꯣꯏ ꯑꯁꯤ ꯑꯌꯥꯝꯕꯗꯤ ꯁꯣꯁꯤꯑꯦꯂꯥꯏꯖꯦꯁꯟ ꯂꯩꯇꯕꯥ ꯑꯃꯁꯨꯡ ꯃꯍꯧꯁꯥꯒꯤ ꯃꯉꯥꯜ ꯌꯥꯝꯅꯥ ꯐꯪꯗꯕꯥ ꯌꯥꯎꯅꯥ ꯃꯤꯑꯣꯏꯕꯥ ꯈꯨꯟꯅꯥꯏꯒꯤ ꯑꯣꯏꯕꯥ ꯍꯤꯡꯅꯕꯒꯤ ꯐꯤꯚꯝꯁꯤꯡꯗꯥ ꯁꯣꯛꯍꯜꯂꯤ꯫ ꯁꯥ-ꯁꯟꯁꯤꯡꯗꯁꯨ ꯑꯌꯥꯝꯕꯗꯤ ꯑꯁꯣꯛ-ꯑꯄꯟ ꯊꯣꯛꯍꯟꯕꯥ ꯌꯥꯕꯥ ꯑꯃꯁꯨꯡ ꯏꯟꯚꯦꯁꯤꯞ ꯑꯣꯏꯕꯥ ꯄ꯭ꯔꯣꯁꯤꯗ꯭ꯌꯨꯑꯣꯔꯁꯤꯡ ꯄꯥꯡꯊꯣꯛꯏ, ꯃꯗꯨꯗꯥ ꯑꯁꯣꯛ-ꯑꯄꯟ ꯔꯤꯂꯤꯞ ꯑꯃꯠꯇꯥ ꯐꯪꯗꯦ꯫ ꯃꯁꯤꯒꯤ ꯑꯋꯥꯕꯥ ꯑꯁꯤ ꯁꯨꯞꯅꯇꯒꯤ ꯏꯊꯤꯜ ꯄꯤꯕꯥ ꯉꯝꯗꯕꯥ ꯑꯃꯅꯤ꯫ ꯏꯊꯤꯀꯦꯜꯒꯤ ꯑꯣꯏꯕꯥ ꯑꯋꯥꯕꯁꯤꯡꯒꯤ ꯃꯊꯛꯇꯥ, ꯑꯦꯅꯤꯃꯦꯜ ꯇꯦꯁ ꯇꯧꯕꯥ ꯑꯁꯤ ꯑꯌꯥꯝꯕꯅꯥ ꯄ꯭ꯔꯣꯄꯣꯖꯦꯟꯁꯤꯡꯅꯥ ꯍꯥꯏꯔꯤꯕꯒꯨꯝꯅꯥ ꯏꯐꯦꯛꯇꯤꯞ ꯑꯣꯏꯗꯦ꯫ ꯑꯦꯅꯤꯃꯦꯜ ꯇꯦꯁ ꯄꯥꯁ ꯇꯧꯕꯥ ꯗ꯭ꯔꯛꯁꯤꯡꯒꯤ ꯆꯥꯗꯥ ꯃꯔꯤꯐꯨ ꯇꯔꯥꯗꯤ ꯃꯤꯑꯣꯏꯕꯒꯤ ꯀ꯭ꯂꯤꯅꯤꯀꯦꯜ ꯇ꯭ꯔꯥꯏꯑꯦꯜꯁꯤꯡꯗꯥ ꯃꯈꯥ ꯇꯥꯅꯥ ꯃꯥꯏ ꯄꯥꯛꯄꯥ ꯉꯝꯗꯦ ꯍꯥꯏꯅꯥ ꯄꯥꯅꯔꯤ꯫ ꯃꯁꯤꯒꯤ ꯃꯔꯝꯗꯤ ꯁꯥ ꯑꯃꯁꯨꯡ ꯃꯤꯑꯣꯏꯕꯒꯤ ꯇꯣꯉꯥꯟ ꯇꯣꯉꯥꯟꯕꯥ ꯐꯤꯖꯤꯑꯣꯂꯣꯖꯤ ꯂꯩ, ꯃꯔꯝ ꯑꯗꯨꯅꯥ ꯁꯥ-ꯁꯟꯒꯤ ꯇꯦꯁꯁꯤꯡꯗꯒꯤ ꯔꯤꯖꯜꯁꯤꯡ ꯑꯁꯤ ꯃꯇꯝ ꯄꯨꯝꯅꯃꯛꯇꯥ ꯃꯤꯑꯣꯏꯕꯗꯥ ꯑꯆꯨꯝꯕꯥ ꯃꯑꯣꯡꯗꯥ ꯑꯦꯛꯁꯇ꯭ꯔꯥꯄꯣꯂꯦꯠ ꯇꯧꯕꯥ ꯉꯝꯗꯦ꯫ ꯃꯁꯤꯅꯥ ꯇꯥꯛꯄꯗꯤ ꯁꯥ-ꯁꯟꯁꯤꯡꯅꯥ ꯃꯊꯧ ꯇꯥꯗꯅꯥ ꯑꯋꯥꯕꯥ ꯃꯥꯌꯣꯛꯅꯕꯇꯥ ꯅꯠꯇꯅꯥ ꯇꯦꯁꯁꯤꯡ ꯑꯁꯤꯒꯤ ꯐꯜꯁꯤꯡ ꯑꯁꯤ ꯑꯌꯥꯝꯕꯅꯥ ꯊꯥꯖꯕꯥ ꯌꯥꯗꯕꯥ ꯑꯣꯏ ꯍꯥꯏꯕꯅꯤ꯫ ꯑꯔꯣꯏꯕꯗꯥ, ꯑꯦꯅꯤꯃꯦꯜ ꯇꯦꯁꯇꯤꯡꯒꯤ ꯃꯍꯨꯠꯇꯥ ꯑꯇꯣꯞꯄꯥ ꯃꯑꯣꯡ ꯀꯌꯥ ꯑꯃꯥ ꯂꯩꯔꯤ ꯃꯗꯨꯗꯤ ꯃꯈꯣꯏ ꯑꯁꯤ ꯌꯥꯝꯅꯥ ꯏꯐꯦꯛꯇꯤꯕ ꯑꯣꯏ, ꯀꯔꯤꯒꯨꯝꯕꯥ ꯍꯦꯟꯅꯥ ꯏꯐꯦꯛꯇꯤꯕ ꯑꯣꯏꯗ꯭ꯔꯕꯗꯤ ꯃꯁꯤꯗꯥ ꯏꯟ ꯚꯤꯇ꯭ꯔꯣ ꯇꯦꯁꯇꯤꯡ, ꯀꯝꯄ꯭ꯌꯨꯇꯔ ꯃꯣꯗꯦꯂꯤꯡ ꯑꯃꯁꯨꯡ ꯃꯥꯏꯀ꯭ꯔꯣꯗꯣꯖꯤꯡ ꯌꯥꯎꯔꯤ꯫ ꯍꯥꯏꯔꯤꯕꯥ ꯄꯥꯝꯕꯩꯁꯤꯡ ꯑꯁꯤꯅꯥ ꯁꯥ-ꯁꯟꯒꯤ ꯑꯋꯥ-ꯑꯅꯥꯒꯤ ꯃꯊꯧ ꯇꯥꯕꯥ ꯍꯟꯊꯍꯜꯂꯤ ꯑꯃꯁꯨꯡ ꯀꯣꯛꯍꯜꯂꯤ ꯑꯃꯁꯨꯡ ꯊꯥꯖꯕꯥ ꯌꯥꯕꯥ ꯐꯜꯁꯤꯡ ꯄꯤꯕꯥ ꯉꯝꯃꯤ ꯍꯥꯏꯕꯥ ꯎꯠꯂꯦ꯫ ꯍꯦꯟꯅꯥ ꯐꯕꯥ, ꯍꯦꯟꯅꯥ ꯏꯊꯤꯜ ꯄꯤꯕꯥ ꯑꯜꯇꯔꯅꯦꯇꯤꯕꯁꯤꯡ ꯂꯩꯕꯥ ꯃꯇꯝꯗꯥ ꯀ꯭ꯔꯣꯁ ꯑꯃꯁꯨꯡ ꯃꯇꯝ ꯂꯣꯏꯔꯕꯥ ꯃꯦꯊꯠ ꯑꯃꯥ ꯃꯈꯥ ꯇꯥꯅꯥ ꯁꯤꯖꯤꯟꯅꯕꯥ ꯍꯥꯏꯕꯁꯤ ꯋꯥꯐꯝ ꯑꯃꯠꯇꯥ ꯂꯩꯇꯦ꯫ ꯂꯣꯏꯁꯤꯜꯂꯛꯄꯗꯥ, ꯑꯦꯅꯤꯃꯦꯜ ꯇꯦꯁ ꯇꯧꯕꯥ ꯑꯁꯤ ꯃꯊꯧ ꯇꯥꯗꯕꯥ ꯑꯋꯥꯕꯥ ꯊꯣꯛꯍꯜꯂꯤ ꯑꯃꯁꯨꯡ ꯑꯌꯥꯝꯕꯅꯥ ꯊꯥꯖꯕꯥ ꯌꯥꯗꯕꯥ ꯐꯜꯁꯤꯡ ꯊꯣꯛꯍꯜꯂꯤꯕꯥ ꯂꯝꯆꯠ ꯅꯥꯏꯗꯕꯥ ꯊꯧꯑꯣꯡ ꯑꯃꯅꯤ꯫ ꯏꯐꯦꯛꯇꯤꯕ ꯑꯣꯏꯕꯥ ꯑꯜꯇꯔꯅꯦꯇꯤꯕꯁꯤꯡ ꯐꯪꯕꯒꯥ ꯂꯣꯏꯅꯅꯥ ꯑꯩꯈꯣꯏꯅꯥ ꯑꯦꯅꯤꯃꯦꯜ ꯇꯦꯁ ꯇꯧꯕꯗꯒꯤ ꯂꯥꯞꯅꯥ ꯂꯩꯕꯥ ꯑꯃꯁꯨꯡ ꯔꯤꯁꯔꯆ ꯑꯃꯁꯨꯡ ꯄ꯭ꯔꯗꯛꯇ ꯗꯤꯕꯦꯂꯞꯃꯦꯟꯇꯗꯥ ꯍꯦꯟꯅꯥ ꯏꯊꯤꯜ ꯄꯤꯕꯥ ꯑꯃꯁꯨꯡ ꯃꯤꯑꯣꯏꯕꯒꯤ ꯑꯣꯏꯕꯥ ꯊꯧꯑꯣꯡ ꯑꯃꯥ ꯂꯧꯁꯤꯟꯕꯒꯤ ꯃꯇꯝ ꯑꯣꯏꯔꯦ꯫ ꯃꯦꯅꯨꯐꯦꯛꯆꯔꯤꯡꯒꯤꯗꯃꯛꯇꯥ ꯔꯣꯕꯣꯠꯁꯤꯡ ꯁꯤꯖꯤꯟꯅꯕꯒꯤ ꯃꯔꯨꯑꯣꯏꯕꯥ ꯀꯥꯟꯅꯕꯥ ꯑꯃꯥ ꯄꯟꯕꯤꯌꯨ꯫ ꯃꯦꯅꯨꯐꯦꯛꯆꯔꯤꯡꯗꯥ ꯔꯣꯕꯣꯠꯁꯤꯡ ꯁꯤꯖꯤꯟꯅꯕꯒꯤ ꯃꯔꯨꯑꯣꯏꯕꯥ ꯀꯥꯟꯅꯕꯥ ꯑꯃꯗꯤ ꯃꯈꯣꯏꯅꯥ ꯄꯤꯔꯤꯕꯥ ꯏꯐꯤꯁꯤꯑꯦꯟꯁꯤ ꯑꯃꯁꯨꯡ ꯄ꯭ꯔꯗꯛꯇꯤꯕꯤꯇꯤ ꯍꯦꯟꯒꯠꯂꯛꯄꯅꯤ꯫ ꯔꯣꯕꯣꯠꯁꯤꯡꯅꯥ ꯋꯥꯈꯜ ꯋꯥꯕꯥ ꯂꯩꯇꯅꯥ ꯄꯨꯡ ꯀꯌꯥ ꯊꯕꯛ ꯇꯧꯕꯥ ꯉꯝꯃꯤ ꯑꯃꯁꯨꯡ ꯂꯦꯞꯇꯅꯥ ꯄ꯭ꯔꯤꯁꯤꯁꯟ ꯑꯃꯁꯨꯡ ꯈꯣꯡꯖꯦꯜꯒꯥ ꯂꯣꯏꯅꯅꯥ ꯍꯟꯖꯤꯟ ꯍꯟꯖꯤꯟ ꯇꯧꯕꯥ ꯊꯕꯛꯁꯤꯡ ꯄꯥꯡꯊꯣꯛꯄꯥ ꯉꯝꯃꯤ, ꯃꯁꯤꯅꯥ ꯄꯨꯊꯣꯛꯄꯒꯤ ꯃꯇꯝ ꯍꯟꯊꯍꯟꯕꯥ ꯑꯃꯁꯨꯡ ꯄꯣꯠꯊꯣꯛꯀꯤ ꯃꯒꯨꯟ ꯐꯒꯠꯍꯟꯕꯥ ꯉꯝꯃꯤ꯫ ꯃꯁꯤꯅꯥ ꯃꯦꯅꯨꯐꯦꯛꯆꯔꯒꯤꯗꯃꯛꯇꯥ ꯃꯃꯜ ꯌꯥꯝꯅꯥ ꯍꯟꯊꯍꯟꯕꯥ ꯉꯝꯒꯅꯤ, ꯃꯁꯤꯒꯥ ꯂꯣꯏꯅꯅꯥ ꯑꯥꯎꯠꯄꯨꯠ ꯑꯃꯁꯨꯡ ꯔꯦꯚꯤꯅ꯭ꯌꯨ ꯍꯦꯟꯒꯠꯍꯟꯕꯥ ꯉꯝꯒꯅꯤ꯫